ꯀꯔꯤꯒꯤꯗꯃꯛꯇꯥ ꯏꯝꯄꯂꯣꯌꯤ ꯑꯃ ꯑꯣꯏꯅ ꯃꯁꯛ ꯊꯣꯛꯄ ꯑꯣꯏꯔꯤꯕꯅꯣ ꯍꯥꯏꯕꯗꯨ ꯁꯟꯗꯣꯛꯅ ꯇꯥꯛꯄꯤꯌꯨ꯫ ꯏꯃꯄꯂꯣꯌꯤ ꯑꯃ ꯑꯣꯏꯅ ꯃꯁꯛ ꯊꯣꯛꯄ ꯑꯣꯏꯕꯒꯤ ꯃꯔꯝ ꯀꯌꯥ ꯂꯩ꯫ ꯑꯍꯥꯟꯕꯗ, ꯏꯃꯄꯂꯣꯌꯤ ꯑꯃ ꯑꯣꯏꯅ ꯊꯣꯏꯗꯣꯛꯄ ꯑꯣꯏꯕꯅ ꯀꯝꯄꯦꯅꯤꯒꯤꯗꯃꯛꯇ ꯅꯍꯥꯛꯀꯤ ꯀꯠꯊꯣꯛꯄ, ꯀꯃꯤꯠꯃꯦꯟꯇ ꯑꯃꯁꯨꯡ ꯚꯦꯜꯌꯨ ꯑꯗꯨ ꯎꯠꯂꯤ꯫ ꯅꯍꯥꯛꯅ ꯂꯦꯞꯇꯅ ꯑꯋꯥꯡꯕ ꯊꯥꯛ ꯑꯃꯗ ꯊꯕꯛ ꯇꯧꯕ ꯃꯇꯝꯗ, ꯑꯦꯛꯁꯄꯦꯛꯇꯦꯁꯟꯗꯒꯤ ꯍꯦꯟꯅ ꯐꯕ ꯑꯃꯁꯨꯡ ꯑꯍꯦꯟꯕ ꯊꯧꯗꯥꯡꯁꯤꯡ ꯂꯧꯕ ꯃꯇꯝꯗ, ꯅꯍꯥꯛꯅ ꯅꯍꯥꯛꯀꯤ ꯏꯝꯄꯂꯣꯌꯔꯗ ꯅꯍꯥꯛꯀꯤ ꯃꯒꯨꯟ ꯑꯗꯨ ꯎꯠꯂꯤ꯫ ꯃꯁꯤꯅ ꯅꯍꯥꯛꯀꯤ ꯊꯕꯛꯀꯤ ꯁꯦꯛꯀꯌꯨꯔꯤꯇꯤ ꯐꯒꯠꯍꯟꯕ ꯉꯝꯒꯅꯤ ꯑꯃꯁꯨꯡ ꯀꯝꯄꯅꯤꯒꯤ ꯃꯅꯨꯡꯗ ꯄ꯭ꯔꯣꯃꯣꯁꯟ, ꯔꯦꯏꯁ ꯅꯠꯇ꯭ꯔꯒꯥ ꯑꯇꯩ ꯈꯨꯗꯣꯡꯆꯥꯕꯁꯤꯡꯒꯤꯗꯃꯛ ꯈꯟꯅꯕꯒꯤ ꯆꯥꯡ ꯍꯦꯟꯒꯠꯍꯟꯕ ꯉꯝꯒꯅꯤ꯫ ꯑꯅꯤꯁꯨꯕꯗ, ꯏꯝꯄꯂꯣꯌꯤ ꯑꯃ ꯑꯣꯏꯅ ꯃꯁꯛ ꯊꯣꯛꯄ ꯑꯣꯏꯕꯅ ꯅꯍꯥꯛꯄꯨ ꯑꯆꯦꯠꯄ ꯄ꯭ꯔꯣꯐꯦꯁ꯭ꯅꯦꯜ ꯔꯦꯄꯨꯇꯦꯁꯟ ꯑꯃ ꯁꯦꯝꯒꯠꯄꯗ ꯃꯇꯦꯡ ꯄꯥꯡꯒꯅꯤ꯫ ꯑꯗꯣꯝꯅ ꯂꯦꯞꯇꯅ ꯑꯋꯥꯡꯕ ꯊꯥꯛꯀꯤ ꯊꯕꯛ ꯄꯤꯕ ꯃꯇꯝꯗ ꯑꯃꯁꯨꯡ ꯄ꯭ꯔꯣꯐꯦꯁ꯭ꯅꯦꯂꯤꯖꯝ ꯎꯠꯄ ꯃꯇꯝꯗ, ꯑꯗꯣꯝ ꯊꯥꯖꯕ ꯌꯥꯕ ꯑꯃꯁꯨꯡ ꯍꯩꯊꯣꯏ-ꯁꯤꯡꯊꯣꯏꯕ ꯇꯤꯝ ꯃꯦꯝꯕꯔ ꯑꯃ ꯑꯣꯏꯅ ꯈꯪꯅꯔꯛꯏ꯫ ꯃꯁꯤꯅ ꯄꯣꯖꯤꯇꯤꯕ ꯑꯣꯏꯕ ꯔꯤꯐꯔꯦꯟꯁ ꯑꯃꯁꯨꯡ ꯔꯤꯀꯃꯦꯟꯗꯦꯁꯟꯁꯤꯡ ꯊꯣꯛꯍꯟꯕ ꯌꯥꯏ, ꯃꯗꯨꯅ ꯅꯍꯥꯛꯀꯤ ꯍꯧꯖꯤꯛ ꯂꯩꯔꯤꯕꯥ ꯀꯝꯄꯦꯅꯤꯒꯤ ꯃꯅꯨꯡꯗ ꯑꯃꯁꯨꯡ ꯃꯄꯥꯟꯗ ꯑꯅꯧꯕ ꯈꯨꯗꯣꯡꯆꯥꯕꯁꯤꯡꯒꯤ ꯊꯣꯡ ꯍꯥꯡꯗꯣꯛꯄ ꯉꯝꯒꯅꯤ꯫ ꯑꯍꯨꯝꯁꯨꯕ, ꯏꯝꯄꯂꯣꯌꯤ ꯑꯃ ꯑꯣꯏꯅ ꯃꯁꯛ ꯊꯣꯛꯄ ꯑꯣꯏꯕꯅ ꯄꯔꯁꯣꯅꯦꯜ ꯒ꯭ꯔꯣꯊ ꯑꯃꯁꯨꯡ ꯗꯤꯚꯦꯂꯄꯃꯦꯟꯇ ꯄꯨꯔꯛꯄ ꯉꯝꯒꯅꯤ꯫ ꯅꯍꯥꯛꯅ ꯏꯝꯄꯂꯣꯌꯤ ꯑꯃ ꯑꯣꯏꯅ ꯅꯍꯥꯛꯀꯤ ꯈ꯭ꯋꯥꯏꯗꯒꯤ ꯐꯕ ꯚꯔꯖꯟ ꯑꯣꯏꯅꯕ ꯍꯣꯠꯅꯔꯛꯄ ꯃꯇꯝꯗ, ꯅꯍꯥꯛꯅ ꯂꯦꯞꯇꯅ ꯇꯝꯂꯤ, ꯅꯍꯥꯛꯀꯤ ꯍꯩꯁꯤꯡꯕ, ꯂꯧꯁꯤꯡ ꯑꯃꯁꯨꯡ ꯇꯧꯕ ꯉꯝꯕꯁꯤꯡ ꯑꯗꯨ ꯐꯒꯠꯍꯜꯂꯤ ꯑꯃꯁꯨꯡ ꯄꯥꯛꯊꯣꯛ ꯆꯥꯎꯊꯣꯛꯍꯜꯂꯤ꯫ ꯃꯁꯤꯅ ꯅꯍꯥꯛꯀꯤ ꯊꯥꯖꯕ ꯍꯦꯟꯒꯠꯍꯟꯕ ꯉꯝꯒꯅꯤ, ꯅꯍꯥꯛꯀꯤ ꯊꯕꯛꯇ ꯅꯨꯡꯉꯥꯏꯕ ꯍꯦꯟꯒꯠꯍꯟꯕ ꯉꯝꯒꯅꯤ ꯑꯃꯁꯨꯡ ꯑꯔꯣꯏꯕꯗ ꯅꯍꯥꯛꯀꯤ ꯀꯦꯔꯤꯌꯔꯒꯤ ꯄꯥꯟꯗꯝꯁꯤꯡ ꯐꯪꯕꯗ ꯃꯇꯦꯡ ꯄꯥꯡꯒꯅꯤ꯫ ꯈꯪꯖꯤꯟꯒꯗꯕ ꯑꯃꯅ, ꯏꯝꯄꯂꯣꯌꯤ ꯑꯃ ꯑꯣꯏꯅ ꯃꯁꯛ ꯊꯣꯛꯄ ꯑꯁꯤ ꯃꯔꯨꯑꯣꯏ ꯃꯔꯝꯗꯤ ꯃꯁꯤꯅ ꯅꯍꯥꯛꯀꯤ ꯊꯕꯛꯀꯤ ꯁꯦꯛꯀꯌꯨꯔꯤꯇꯤ ꯑꯃꯁꯨꯡ ꯀꯦꯔꯤꯌꯔ ꯑꯦꯗꯚꯥꯟꯁꯃꯦꯟꯇꯀꯤ ꯈꯨꯗꯣꯡꯆꯥꯕꯁꯤꯡ ꯐꯒꯠꯍꯟꯕ ꯉꯝꯒꯅꯤ, ꯅꯍꯥꯛꯀꯤ ꯄ꯭ꯔꯣꯐꯦꯁꯅꯦꯜ ꯔꯦꯄꯨꯇꯦꯁꯟ ꯁꯦꯝꯒꯠꯄ ꯉꯝꯒꯅꯤ ꯑꯃꯁꯨꯡ ꯄꯔꯁꯣꯅꯦꯜ ꯒ꯭ꯔꯣꯊ ꯑꯃꯁꯨꯡ ꯗꯤꯚꯦꯂꯄꯃꯦꯟꯇꯗ ꯄꯨꯔꯛꯄ ꯉꯝꯒꯅꯤ꯫ ꯋꯥꯐꯝ ꯑꯁꯤꯗ ꯌꯥꯎꯔꯤꯕ ꯑꯔꯥꯟꯕ ꯃꯈꯜ ꯑꯗꯨ ꯈꯟꯗꯣꯛꯎ: "ꯄ꯭ꯔꯣꯕ꯭ꯂꯦꯝ ꯑꯁꯤ ꯑꯔꯨꯕꯥ ꯅꯠꯇꯦ, ꯀꯅꯥꯒꯨꯝꯕ ꯑꯃꯅ ꯃꯁꯤ ꯊꯤꯗꯣꯛꯄ ꯌꯥꯏ"꯫ "ꯄ꯭ꯔꯣꯕ꯭ꯂꯦꯝ ꯑꯁꯤ ꯑꯔꯨꯕ ꯅꯠꯇꯦ, ꯀꯅꯥꯒꯨꯝꯕ ꯑꯃꯅ ꯃꯁꯤ ꯐꯤꯒꯔ ꯇꯧꯕ ꯌꯥꯏ" ꯍꯥꯏꯕ ꯋꯥꯐꯝ ꯑꯁꯤꯗ ꯌꯥꯎꯔꯤꯕ ꯐꯦꯜꯂꯦꯁꯤꯒꯤ ꯃꯈꯜ ꯑꯁꯤ "ꯑꯣꯚꯔꯖꯦꯅꯦꯔꯦꯂꯥꯏꯖꯦꯁꯟ" ꯐꯦꯂꯥꯁꯤꯒꯤ ꯈꯨꯗꯝ ꯑꯃ ꯑꯣꯏꯅ ꯎꯕ ꯐꯪꯏ꯫ ꯃꯁꯤꯒꯤ ꯐꯦꯂꯥꯁꯤ ꯑꯁꯤ ꯂꯤꯃꯤꯇꯦꯗ ꯏꯚꯤꯗꯦꯟꯁ ꯅꯠꯇ꯭ꯔꯒ ꯑꯦꯛꯁꯄꯤꯔꯤꯑꯦꯟꯁꯇ ꯌꯨꯝꯐꯝ ꯑꯣꯏꯗꯨꯅ ꯄꯥꯛ-ꯆꯥꯎꯕ, ꯖꯦꯅꯦꯔꯦꯜ ꯁ꯭ꯇꯦꯇꯃꯦꯟꯇ ꯑꯃ ꯄꯤꯔꯛꯄ ꯃꯇꯝꯗ ꯊꯣꯛꯏ, ꯑꯃꯁꯨꯡ ꯃꯁꯤꯅ ꯃꯤꯑꯣꯏ ꯈꯔꯒꯤ ꯑꯣꯏꯅꯗꯤ ꯀꯔꯤꯒꯨꯝꯕ ꯈꯔꯥ ꯐꯖꯅ ꯇꯧꯕ ꯌꯥꯏ ꯍꯥꯏꯕꯁꯤꯅ ꯃꯔꯝ ꯑꯣꯏꯗꯨꯅ ꯃꯤꯄꯨꯝ ꯈꯨꯗꯤꯡꯃꯛꯀꯤ ꯑꯣꯏꯅ ꯐꯖꯅ ꯑꯣꯏꯒꯅꯤ ꯍꯥꯏꯅ ꯂꯧꯏ, ꯃꯁꯤ ꯇꯉꯥꯏꯐꯗꯅꯥ ꯑꯆꯨꯝꯕ ꯅꯠꯇꯦ꯫